ꯏꯝꯐꯥꯜꯗ ꯃꯤꯌꯥꯝꯒꯤ ꯑꯆꯧꯕ ꯈꯣꯡꯆꯠ ꯁꯦꯟꯇꯔ ꯑꯃꯁꯨꯡ ꯁ꯭ꯇꯦꯠ ꯂꯩꯉꯥꯛꯅ ꯃꯤꯌꯥꯝꯒꯤ ꯈꯣꯜꯂꯥꯎ ꯇꯥꯕ ꯆꯨꯝꯃꯤ ꯃꯅꯤꯄꯨꯔꯒꯤ ꯑꯄꯨꯟꯕꯒꯤ ꯁꯛꯇꯝ ꯑꯃꯁꯨꯡ ꯉꯝꯈꯩ ꯉꯥꯛꯅꯅꯕꯒꯤꯗꯃꯛ ꯁ꯭ꯇꯦꯠ ꯑꯁꯤꯗ ꯇꯣꯉꯥꯟ ꯇꯣꯉꯥꯟꯕ ꯁꯤꯚꯤꯜ ꯁꯣꯁꯥꯏꯇꯤ ꯑꯣꯒꯅꯥꯏꯖꯦꯁꯟꯁꯤꯡꯅ ꯑꯆꯧ-ꯑꯆꯧꯕ ꯃꯤꯌ ꯥꯝꯒꯤ ꯈꯣꯡꯆꯠ ꯀꯌꯥꯃꯔꯨꯝ ꯁꯤꯟꯈ꯭ꯔꯦ꯫ ꯈꯣꯡꯆꯠꯁꯤꯡ ꯑꯗꯨꯅ ꯃꯔꯝ ꯑꯣꯏꯔꯒ ꯃꯅꯤꯄꯨꯔꯒꯤ ꯑꯄꯨꯟꯕꯒꯤ ꯁꯛꯇꯝ ꯑꯃꯁꯨꯡ ꯉꯝꯈꯩꯁꯤ ꯍꯧꯖꯤꯛ ꯐꯥꯎꯕ ꯉꯥꯛꯇꯨꯅ ꯊꯝꯕ ꯉꯝꯂꯛꯂꯤꯕꯅꯤ ꯍꯥꯏꯅ ꯂꯧꯕ ꯌꯥꯏ꯫ ꯆꯠꯈꯤꯕ ꯈꯣꯡꯆꯠ ꯃꯌꯥꯝ ꯑꯗꯨꯒꯤ ꯃꯅꯨꯡꯗ ꯄꯨꯋꯥꯔꯤ ꯑꯣꯏꯍꯧꯔꯒꯗꯕ ꯃꯤꯌꯥꯝꯒꯤ ꯈꯣꯡꯆꯠ ꯑꯃ ꯍꯥꯏꯕ ꯇꯥꯔꯒꯗꯤ ꯍꯟꯗꯛ ꯏꯝꯐꯥꯜꯗ ꯀꯣꯀꯣꯃꯤꯅ ꯁꯤꯟꯗꯨꯅ ꯆꯠꯈꯤꯕ ꯈꯣꯡꯆꯠ ꯑꯗꯨꯁꯨꯅꯤ ꯍꯥꯏꯕ ꯌꯥꯏ꯫ ꯃꯤꯑꯣꯏ ꯂꯥꯈ ꯑꯅꯤ ꯔꯣꯝꯒꯤ ꯈꯣꯡꯆꯠ ꯑꯗꯨꯗ ꯍꯧꯅꯔꯨꯕ ꯅꯥꯏꯗꯅ, ꯇ꯭ꯔꯥꯟꯁꯄꯣꯔꯇꯦꯁꯟꯒꯤ ꯗꯃꯛ ꯑꯈꯟꯅꯕ ꯁꯦꯟꯐꯝ ꯑꯃ ꯐꯥꯎꯕ ꯊꯥꯗꯕ ꯇꯧꯗꯅ ꯃꯅꯤꯄꯨꯔ ꯃꯤꯌꯥꯝ ꯆꯥꯛ ꯆꯥꯕ ꯅꯠꯇ꯭ꯔꯒ ꯆꯥꯗꯕ ꯊꯤꯗꯅ ꯁꯔꯨꯛ ꯌꯥꯈꯤꯕ ꯍꯥꯏꯕꯁꯤꯃꯛ ꯀꯣꯀꯣꯃꯤꯅ ꯐꯪꯒꯦ ꯅꯤꯡꯂꯤꯕ ꯄꯥꯟꯗꯝ ꯑꯗꯨ ꯐꯪꯈ꯭ꯔꯕꯅꯤ꯫ ꯑꯃꯔꯣꯝꯗꯅ ꯃꯅꯤꯄꯨꯔ ꯑꯃꯁꯨꯡ ꯁꯦꯟꯇ꯭ꯔꯦꯜ ꯒꯚꯔꯟꯃꯦꯟꯠꯇ ꯑꯆꯧꯕ ꯋꯥꯔꯅꯤꯡ ꯑꯃ ꯇꯧꯔꯤꯕꯅꯤ꯫ ꯗꯦꯃꯣꯀ꯭ꯔꯦꯁꯤꯗꯗꯤ ꯃꯤꯌꯥꯝ ꯍꯥꯏꯕꯁꯤ ꯑꯗꯨꯛꯀꯤ ꯃꯇꯤꯛ ꯃꯄꯥꯡꯒꯜ ꯀꯜꯂꯤ꯫ ꯃꯤꯌꯥꯝꯅ ꯌꯥꯗꯅ ꯂꯦꯖꯤꯁꯂꯦꯆꯔꯅ ꯀꯔꯤꯁꯨ ꯂꯧꯕ ꯉꯝꯗꯦ꯫ ꯃꯅꯤꯄꯨꯔꯗ ꯊꯣꯛꯂꯤꯕ ꯊꯧꯗꯣꯛ ꯋꯥꯊꯣꯛꯁꯤꯡ ꯑꯁꯤꯁꯨ ꯈꯖꯤꯛꯇꯪ ꯄꯨꯛꯆꯦꯜ ꯁꯦꯞꯂꯛꯄꯗ ꯃꯤꯌꯥꯝꯒꯤ ꯆꯩꯔꯥꯛ ꯁꯣꯏꯗꯅ ꯐꯪꯒꯗꯧꯔꯤꯕꯅꯤ ꯍꯥꯏꯕꯁꯤ ꯃꯈꯣꯏ-ꯃꯈꯣꯏꯅꯁꯨ ꯈꯪꯂꯝꯒꯅꯤ ꯍꯥꯏꯅ ꯂꯧꯏ꯫ ꯍꯟꯗꯛꯀꯤ ꯈꯣꯡꯆꯠ ꯑꯁꯤꯗ ꯄꯣꯂꯤꯇꯤꯀꯦꯜ ꯄꯥꯔꯇꯤꯒꯤ ꯈꯦꯟꯅꯕ ꯊꯥꯗꯣꯛꯈ꯭ꯔꯦ꯫ ꯀꯥꯡꯂꯨꯞꯀꯤ ꯑꯣꯏꯕ ꯋꯥꯈꯜꯂꯣꯟ ꯊꯥꯗꯣꯛꯇꯨꯅ ꯃꯤꯌꯥꯝ ꯄꯨꯝꯅꯃꯛ ꯑꯃꯠꯇ ꯑꯣꯏꯈ꯭ꯔꯦ꯫ ꯃꯅꯤꯄꯨꯔꯒꯤ ꯑꯄꯨꯟꯕꯒꯤ ꯁꯛꯇꯝ ꯀꯥꯏꯕ ꯌꯥꯔꯣꯏ, ꯁꯦꯄꯔꯦꯠ ꯑꯦꯗꯃꯤꯅꯤꯁꯇ꯭ꯔꯦꯁꯟ ꯄꯤꯕ ꯌꯥꯔꯣꯏ, ꯅꯥꯔꯀꯣ ꯇꯦꯔꯣꯔꯤꯖꯝ ꯃꯔꯨ ꯐꯪꯅ ꯃꯨꯊꯠꯀꯗꯕꯅꯤ ꯑꯃꯁꯨꯡ ꯃꯅꯤꯄꯨꯔꯗ ꯅꯦꯁꯅꯦꯜ ꯔꯦꯖꯤꯁꯇꯥꯔ ꯑꯣꯐ ꯁꯤꯇꯤꯖꯦꯟꯁꯤꯞ ꯑꯞꯗꯦꯠ ꯇꯧꯒꯗꯕꯅꯤ ꯍꯥꯏꯕꯅꯆꯤꯡꯕ ꯈꯣꯜꯂꯥꯎꯁꯤꯡ ꯂꯥꯎꯕꯒ ꯂꯣꯏꯅꯅ ꯋꯥꯔꯦꯞ ꯑꯣꯏꯅꯁꯨ ꯂꯧꯈ꯭ꯔꯦ꯫ ꯃꯤꯌꯥꯝꯒꯤ ꯋꯥꯔꯦꯞ ꯑꯁꯤ ꯁꯦꯟꯇ꯭ꯔꯦꯜ ꯒꯚꯔꯟꯃꯦꯟꯠ ꯑꯃꯁꯨꯡ ꯁ꯭ꯇꯦꯠ ꯒꯚꯔꯟꯃꯦꯟꯠꯇ ꯉꯁꯤ ꯅꯣꯡꯃ ꯅꯤꯅꯤ ꯑꯁꯤꯗ ꯁꯨꯡꯁꯣꯏ ꯁꯣꯏꯗꯅ ꯊꯥꯔꯒꯅꯤ꯫ ꯅꯍꯥꯟ ꯃꯈꯩꯗꯤ ꯃꯩꯇꯩꯁꯤꯡꯒꯤ ꯑꯦꯖꯦꯟꯗ ꯂꯩꯔꯝꯗꯕꯗꯨ ꯍꯧꯖꯤꯛꯇꯤ ꯄꯨꯊꯣꯛꯅꯕ ꯍꯧꯔꯛꯂꯦ꯫ ꯇꯧꯕꯇꯗꯤ ꯃꯩꯇꯩꯒꯤ ꯑꯦꯖꯦꯟꯗꯗ ꯃꯅꯤꯄꯨꯔꯒꯤ ꯉꯝꯈꯩ ꯃꯇꯝ ꯆꯨꯞꯄꯒꯤ ꯑꯣꯏꯅ ꯀꯥꯏꯕ ꯌꯥꯔꯣꯏ ꯑꯃꯁꯨꯡ ꯃꯩꯇꯩ ꯃꯨꯠꯈꯤꯗꯅꯕ ꯈꯣꯡꯊꯥꯡꯁꯤꯡ ꯂꯧꯈꯠ ꯍꯧꯕ ꯍꯥꯏꯕꯁꯤꯅ ꯑꯣꯏꯒꯗꯕꯅꯤ꯫ ꯑꯁꯤꯒꯨꯝꯕ ꯗꯤꯃꯥꯟ ꯑꯃ ꯊꯥꯡꯒꯠ ꯂꯛꯄꯗ ꯃꯅꯤꯄꯨꯔ ꯂꯩꯉꯥꯛꯅ ꯀꯔꯤ ꯀꯔꯤ ꯇꯧꯕ ꯌꯥꯕꯒꯦ ꯍꯥꯏꯕꯁꯤ ꯍꯧꯖꯤꯛꯇꯒꯤ ꯍꯧꯅ ꯊꯤꯗꯣꯛꯂꯒ ꯁꯤꯚꯤꯜ ꯁꯣꯁꯥꯏꯇꯤ ꯑꯣꯔꯒꯅꯥꯏꯖꯦꯁꯟ ꯁꯤꯡꯒꯤ ꯂꯨꯆꯤꯡꯕꯁꯤꯡꯒꯤ ꯁꯦꯟꯇ꯭ꯔꯦꯜ ꯒꯚꯔꯟꯃꯦꯟꯠꯀ ꯑꯦꯀꯣꯔꯗ ꯑꯃ ꯏꯟꯅꯍꯧꯕꯒꯤ ꯊꯧꯔꯥꯡ ꯇꯧꯕ ꯆꯨꯝꯃꯤ꯫ ꯃꯅꯤꯄꯨꯔꯗ ꯍꯧꯖꯤꯛ ꯊꯣꯛꯂꯤꯕ ꯀꯥꯡꯂꯨꯞꯀꯤ ꯏꯔꯥꯡ ꯑꯃꯁꯨꯡ ꯃꯁꯤꯒ ꯁꯥꯒꯣꯟꯅꯔꯤꯕ ꯌ ꯨꯝ ꯃꯩ ꯊꯥꯅꯕ, ꯍꯥꯠꯅ ꯁꯨꯅꯕꯒꯤ ꯊꯧꯗꯣꯛꯁꯤꯡ ꯑꯁꯤꯒꯤ ꯍꯧꯔꯛꯐꯝꯁꯤ ꯀꯨꯞꯅ ꯈꯟꯊꯔꯨꯔꯕꯗꯤ ꯅꯥꯔꯀꯣ ꯇꯦꯔꯣꯔꯤꯖꯝ ꯍꯥꯏꯕꯁꯤꯅ ꯑꯣꯏ꯫ ꯃꯔꯝꯗꯤ ꯀꯨꯀꯤꯒꯤ ꯃꯤꯌꯥꯝ ꯃꯔꯛꯇ ꯁꯁ꯭ꯄꯦꯟꯁꯟ ꯑꯣꯐ ꯑꯣꯄꯔꯦꯁꯟ ꯇꯧꯅꯕꯗ ꯌꯥꯎꯔꯤꯕ ꯀꯨꯀꯤ ꯃꯤꯂꯤꯇꯦꯟꯠꯁꯤꯡ ꯑꯁꯤ ꯅꯥꯔꯀꯣ ꯇꯦꯔꯣꯔꯤꯖꯝꯒ ꯌꯥꯝꯅ ꯅꯛꯁꯤꯟꯅꯕ ꯃꯔꯤ ꯂꯩꯅꯩ꯫ ꯃꯈꯣꯏꯒꯤ ꯃꯊꯛꯇ ꯂꯩꯉꯥꯛꯅ ꯋꯥꯔ ꯑꯣꯟ ꯐꯩ ꯗ꯭ꯔꯒꯁ ꯂꯥꯎꯊꯣꯛꯈꯤꯕ ꯑꯃꯁꯨꯡ ꯃꯅꯤꯄꯨꯔꯒꯤ ꯎꯃꯪ ꯀꯟꯅꯅꯕ ꯂꯧꯈꯠꯈꯤꯕ ꯊꯕꯛꯁꯤꯡ ꯑꯗꯨ ꯃꯈꯣꯏꯗꯗꯤ ꯂꯥꯟꯗꯥꯔꯛꯄꯒ ꯆꯞ ꯃꯥꯟꯅꯈ꯭ꯔꯦ꯫ ꯆꯤꯡꯒꯤ ꯂꯝꯁꯤꯡꯗ ꯄꯥꯛ ꯁꯟꯅ ꯄꯣꯞꯄꯤ ꯄꯥꯝꯕꯤ ꯊꯥꯔꯤꯉꯩ ꯑꯃꯁꯨꯡ ꯃꯌꯥꯏ ꯀꯥꯕ ꯗ꯭ꯔꯒ ꯂꯂꯣꯟꯕꯒꯤ ꯊꯕꯛꯁꯤꯡꯗ ꯂꯩꯉꯥꯛꯅ ꯌꯥꯝꯅ ꯀꯟꯅ ꯃꯤꯠꯌꯦꯡ ꯆꯪꯗ꯭ꯔꯤꯉꯩꯗꯗꯤ ꯆꯍꯤꯗ ꯂꯨꯄꯥ ꯀ꯭ꯔꯣꯔ ꯀꯤ ꯃꯊꯛꯇ ꯂꯥꯛꯂꯝꯒꯅꯤ꯫ ꯍꯥꯏꯔꯤꯕ ꯔꯦꯚꯤꯅ꯭ꯌꯨ ꯑꯁꯤ ꯃꯅꯤꯄꯨꯔ ꯂꯩꯉꯥꯛꯅ ꯊꯠꯈꯤꯕ ꯍꯥꯏꯕꯁꯤ ꯃꯈꯣꯏꯗꯗꯤ ꯑꯆꯧꯕ ꯅꯤꯡꯕ ꯀꯥꯏꯕ ꯑꯃꯅꯤ꯫ ꯃꯔꯝ ꯑꯗꯨꯅ ꯃꯈꯣꯏꯒꯤ ꯑꯄꯥꯝꯕ ꯑꯅꯤꯡꯕꯒꯤ ꯃꯥꯌꯣꯛꯇ ꯊꯕꯛ ꯇꯧꯔꯤꯕ ꯂꯩꯉꯥꯛꯀꯤ ꯂꯨꯆꯤꯡ ꯄꯨꯔꯦꯜ ꯑꯁꯤꯕꯨ ꯄꯥꯝꯕꯩ ꯑꯃ ꯇꯧꯔꯒ ꯇꯥꯡꯕꯜꯗꯒꯤ ꯆꯤꯡꯊꯕ ꯍꯥꯏꯕꯁꯤ ꯃꯈꯣꯏ ꯈꯔꯒꯤ ꯈꯨꯖꯤꯜ ꯊꯧꯔꯥꯡ ꯑꯣꯏꯒꯅꯤ꯫ ꯑꯗꯨꯒꯨꯝꯕ ꯈꯨꯖꯤꯜ ꯊꯧꯔꯥꯡ ꯑꯗꯨ ꯑꯐꯣꯡꯕ ꯂꯥꯟ ꯑꯣꯏꯅ ꯆꯠꯊꯕ ꯑꫭꯏꯒꯅꯤ꯫